ꯀꯣꯔꯁꯦꯜ ꯑꯃꯁꯨꯡ ꯀꯣꯔꯁꯦꯜ ꯃꯑꯣꯡ ꯃꯇꯧꯁꯤꯡ ꯀ꯭ꯋꯥꯟꯇꯝ ꯏꯂꯤꯛꯁꯤꯡ ꯑꯁꯤ ꯃꯍꯧꯁꯥꯅ ꯑꯣꯔꯒꯅꯤꯛ ꯀꯦꯄꯤꯡ ꯂꯤꯒꯦꯟꯗꯁꯤꯡꯒ ꯂꯣꯏꯅꯅ ꯊꯜꯂꯤ (ꯃꯍꯧꯁꯥꯅ ꯑꯁꯥꯡꯕ ꯍꯥꯏꯗ꯭ꯔꯣꯀꯔꯕꯣꯟ ꯆꯦꯟꯁꯤꯡꯒ ꯂꯣꯏꯅꯅ, ꯑꯣꯂꯤꯛ ꯑꯦꯁꯤꯗꯒꯨꯝꯕ) ꯑꯁꯤꯅ ꯆꯥꯎꯈꯠꯄ ꯂꯥꯛꯁꯤꯟꯕ, ꯑꯄꯨꯟꯕ ꯊꯤꯡꯕ, ꯑꯃꯁꯨꯡ ꯌꯥꯟꯁꯤꯟꯅꯕꯗ ꯁꯟꯗꯣꯛꯍꯟꯕ ꯁꯦꯟꯒꯠꯍꯟꯅꯕ ꯁꯤꯖꯤꯟꯅꯩ꯫ ꯑꯗꯨꯝ ꯑꯣꯏꯅꯃꯛ ꯍꯥꯏꯔꯤꯕ ꯑꯣꯔꯒꯅꯤꯛꯀꯤ ꯑꯣꯏꯕ ꯀꯣꯇꯤꯡꯁꯤꯡ ꯑꯁꯤꯅ ꯐꯣꯇꯣꯖꯦꯟꯔꯦꯆꯔꯒꯤ ꯃꯇꯨꯡꯗ ꯔꯦꯗꯤꯌꯦꯇꯤꯕ ꯅꯠꯇꯕ ꯑꯃꯨꯛ ꯍꯟꯅ ꯄꯨꯟꯁꯤꯟꯕ ꯊꯣꯛꯍꯟꯕ ꯌꯥꯏ, ꯍꯥꯏꯕꯗꯤ ꯄꯨꯊꯣꯛꯄ ꯆꯥꯔꯖ ꯀꯦꯔꯤꯌꯔꯁꯤꯡ ꯑꯁꯤ ꯐꯣꯇꯣꯟꯒꯤ ꯏꯃꯤꯁꯟ ꯌꯥꯎꯗꯅ ꯃꯥꯡꯍꯟꯕ ꯌꯥꯏ (ꯈꯨꯗꯝ ꯑꯣꯏꯅ ꯐꯣꯅꯣꯟꯁꯤꯡ ꯈꯨꯠꯊꯥꯡꯗ ꯅꯠꯇ꯭ꯔꯒ ꯐ꯭ꯂꯣꯔꯣꯁꯦꯟ ꯀ꯭ꯋꯥꯟꯇꯝ ꯄꯨꯊꯣꯛꯄ ꯍꯟꯊꯍꯜꯂꯤꯕ ꯑꯀꯥꯏꯕ ꯂꯩꯕ ꯃꯐꯝꯁꯤꯡꯗ ꯐꯥꯖꯤꯟꯗꯨꯅ ꯊꯝꯕ ꯅꯠꯇ꯭ꯔꯒ ꯂꯧꯁꯤꯟꯕ ꯐꯣꯇꯣꯜꯁꯤꯡꯕꯨ ꯏꯃꯤꯇꯦꯠ ꯐ꯭ꯂꯣꯔꯥꯂꯦꯜꯁ ꯍꯣꯡꯗꯣꯛꯄ ꯉꯝꯕꯒꯤ ꯃꯇꯤꯛ ꯍꯟꯊꯍꯜꯂꯤꯕ)꯫ ꯑꯁꯤ ꯊꯦꯡꯅꯅꯕ ꯀ꯭ꯋꯥꯟꯇꯝ ꯏꯂꯤꯛ ꯀꯣꯔꯒꯤ ꯑꯀꯣꯏꯕꯗ ꯁꯦꯃꯤꯀꯜꯗꯃꯛꯇꯔ ꯂꯦꯌꯔ ꯑꯃ ꯊꯥꯕ ꯌꯥꯏ꯫ ꯀꯣꯔ ꯑꯃꯁꯨꯡ ꯁꯦꯜꯒꯤ ꯃꯆꯥꯛꯁꯤꯡꯒꯤ ꯕꯦꯟꯒꯦꯞꯁꯤꯡꯒꯤ ꯃꯇꯨꯡ ꯏꯟꯅ ꯅꯦꯅꯣꯀ꯭ꯔꯤꯁꯇꯜꯁꯤꯡꯒꯤ ꯐ꯭ꯂꯣꯔꯣꯁꯦꯟ ꯃꯒꯨꯟꯁꯤꯡ ꯑꯗꯨ ꯁꯦꯝꯗꯣꯛꯄ ꯌꯥꯏ꯫ ꯃꯁꯤꯒꯤ ꯃꯊꯛꯇ ꯂꯦꯌꯔ ꯈꯨꯗꯤꯡꯃꯛꯀꯤ ꯍꯦꯟꯅ ꯂꯨꯕ ꯑꯃꯁꯨꯡ ꯀ꯭ꯋꯥꯟꯇꯝ ꯗꯣꯠꯁꯤꯡꯒꯤ ꯑꯄꯨꯟꯕ ꯆꯥꯡ ꯑꯗꯨ ꯁꯦꯝꯗꯣꯛ-ꯁꯦꯝꯖꯤꯟ ꯇꯧꯕꯅ ꯐꯣꯇꯣꯂꯨꯃꯤꯅꯦꯁꯦꯟꯠ ꯏꯃꯤꯁꯟ ꯋꯦꯚꯂꯦꯟꯊꯇ ꯁꯣꯛꯍꯟꯕ ꯌꯥꯏ꯫ ꯀ꯭ꯋꯥꯟꯇꯝ ꯀꯟꯐꯤꯟꯃꯦꯟꯠ ꯏꯐꯦꯛꯅ ꯀ꯭ꯋꯥꯟꯇꯝ ꯗꯣꯠꯀꯤ ꯆꯥꯡ ꯍꯟꯊꯔꯛꯄꯒ ꯂꯣꯏꯅꯅ ꯏꯃꯤꯁꯟ ꯁ꯭ꯄꯦꯛꯇ꯭ꯔ ꯑꯗꯨ ꯍꯟꯊꯅꯕ ꯇꯧꯍꯜꯂꯤ꯫ ꯀ꯭ꯋꯥꯟꯇꯝ ꯏꯂꯤꯛ ꯍꯦꯇꯦꯔꯣꯁꯇ꯭ꯔꯛꯆꯔꯁꯤꯡꯒꯤ ꯑꯆꯧꯕ ꯀꯥꯡꯂꯨꯞ ꯃꯔꯤ ꯂꯩ: ꯃꯈꯜ ꯑꯃ, ꯏꯟꯚꯔꯁ ꯃꯈꯜ ꯑꯃ, ꯃꯈꯜ ꯑꯅꯤ, ꯑꯃꯁꯨꯡ ꯏꯟꯚꯔꯁ ꯃꯈꯜ ꯑꯅꯤ꯫ ꯃꯈꯜ ꯑꯃ ꯀ꯭ꯋꯥꯟꯇꯝ ꯏꯂꯤꯛ ꯁꯤꯡ ꯑꯁꯤ ꯑꯅꯤꯁꯨꯕ ꯁꯦꯃꯤꯀꯜꯗꯛꯇꯔꯒꯤ ꯃꯆꯥꯛ ꯑꯃꯗ ꯑꯆꯧꯕ ꯕꯦꯟꯗꯒꯦꯞ ꯑꯃꯒ ꯂꯣꯏꯅꯅ ꯀꯦꯞꯕꯨꯂꯦꯠ ꯇꯧꯔꯛꯄ ꯁꯦꯃꯤꯀꯟꯗꯦꯛꯇꯔ ꯀꯣꯔ ꯑꯃꯅ ꯁꯦꯝꯕꯅꯤ, ꯃꯁꯤꯅ ꯀ꯭ꯋꯥꯟꯇꯝ ꯏꯂꯤꯛꯁꯤꯡꯒꯤ ꯂꯩꯅꯨꯡꯗ ꯅꯟ-ꯔꯦꯗꯤꯌꯦꯇꯤꯕ ꯔꯤꯀꯝꯕꯤꯅꯦꯁꯟ ꯁꯥꯏꯠꯁꯤꯡꯕꯨ ꯄꯥꯁꯤꯚꯦꯠ ꯇꯧꯕ ꯑꯃꯁꯨꯡ ꯀ꯭ꯋꯥꯟꯇꯝ ꯄꯣꯠꯊꯣꯛ ꯍꯦꯟꯒꯠꯍꯟꯕ ꯉꯝꯃꯤ꯫ ꯏꯟꯚꯔꯁ ꯃꯈꯜ ꯑꯃ ꯀ꯭ꯋꯥꯟꯇꯝ ꯏꯂꯤꯛꯁꯤꯡꯗ ꯑꯄꯤꯛꯄ ꯕꯦꯟꯗꯒꯦꯞ ꯑꯃꯒ ꯂꯣꯏꯅꯅ ꯁꯦꯃꯤꯀꯟꯗꯛꯇꯔ ꯂꯦꯌꯔ ꯑꯃ ꯂꯩ ꯃꯗꯨꯅ ꯁꯦꯜ ꯑꯗꯨꯗ ꯗꯤꯂꯣꯀ꯭ꯂꯥꯏꯖ ꯇꯧꯔꯕ ꯆꯥꯔꯖ ꯄꯨꯔꯤꯕꯁꯤꯡ ꯑꯣꯏꯍꯜꯂꯤ꯫ ꯃꯈꯜ ꯑꯅꯤ ꯑꯃꯁꯨꯡ ꯏꯟꯚꯔꯁ ꯃꯈꯜ ꯑꯅꯤ ꯏꯂꯤꯛꯁꯤꯡꯒꯤ ꯑꯣꯏꯅꯗꯤ ꯀꯣꯔꯒꯤ ꯀꯟꯗꯛꯁꯟ ꯅꯠꯇ꯭ꯔꯒ ꯚꯦꯂꯦꯟꯁ ꯕꯦꯟꯗ ꯑꯁꯤ ꯁꯦꯝꯒꯤ ꯕꯦꯟꯒꯦꯞꯀꯤ ꯃꯅꯨꯡꯗ ꯂꯩ꯫ ꯃꯁꯤꯅ ꯀꯣꯔ ꯑꯃꯁꯨꯡ ꯁꯦꯜꯗ ꯆꯥꯔꯖ ꯀꯦꯔꯤꯌꯔꯁꯤꯡꯒꯤ ꯃꯐꯝ ꯈꯥꯏꯗꯣꯛꯄ ꯊꯣꯛꯍꯟꯕ ꯌꯥꯏ꯫ ꯀꯣꯔꯁꯦꯜ ꯊꯧꯁꯦꯜ ꯄꯨꯝꯅꯃꯛ ꯃꯁꯤꯒꯤ ꯑꯣꯏꯅꯗꯤ ꯃꯄꯥꯟꯒꯤ ꯂꯩꯔꯣꯜ ꯑꯗꯨ ꯇꯨꯡꯁꯤꯟꯕ ꯑꯁꯤꯅ ꯑꯣꯏꯊꯣꯛꯄ ꯌꯥꯕ ꯂꯦꯇꯤꯁ ꯃꯤꯆꯔ ꯊꯣꯛꯍꯟꯕ ꯌꯥꯏ꯫ ꯃꯁꯤꯅ ꯐꯣꯇꯣꯂꯨꯃꯤꯅꯦꯁꯟ ꯒꯤ ꯃꯊꯧ ꯇꯧꯕ ꯑꯗꯨ ꯍꯟꯊꯍꯟꯗꯅ ꯑꯆꯧꯕ ꯁꯦꯜ ꯑꯃ ꯊꯥꯕ ꯉꯝꯕꯒꯤ ꯆꯥꯡ ꯑꯗꯨ ꯍꯟꯊꯍꯟꯕ ꯌꯥꯏ꯫ ꯑꯁꯤꯒꯨꯝꯕ ꯊꯕꯛ ꯄꯥꯡꯊꯣꯛꯄ ꯍꯟꯊꯔꯛꯄꯒꯤ ꯃꯔꯝ ꯑꯃꯗꯤ ꯂꯦꯇꯤꯁ ꯑꯗꯨꯗ ꯐꯤꯖꯤꯀꯦꯜ ꯁꯇ꯭ꯔꯦꯟ ꯍꯥꯞꯈꯤꯕ ꯑꯁꯤꯅ ꯃꯔꯝ ꯑꯣꯏꯍꯟꯕ ꯌꯥꯏ꯫ ꯀ꯭ꯋꯥꯟꯇꯝ ꯗꯣꯠꯁꯤꯡꯒꯤ ꯐ꯭ꯂꯣꯔꯣꯁꯦꯟ ꯃꯒꯨꯟꯁꯤꯡ ꯑꯁꯤ ꯅꯦꯅꯣꯀ꯭ꯔꯤꯁꯇꯜꯒꯤ ꯆꯥꯡꯅ ꯂꯝꯖꯤꯡꯕꯅ ꯃꯔꯝ ꯑꯣꯏꯗꯨꯅ, ꯀꯣꯔ ꯗꯥꯏꯃꯦꯟꯁꯟꯗ ꯊꯣꯛꯍꯟꯕ ꯍꯣꯡꯗꯣꯛꯄꯁꯤꯡꯅ ꯏꯃꯤꯁꯟ ꯋꯦꯂꯦꯟꯁ ꯍꯣꯡꯗꯣꯛꯄ ꯉꯝꯍꯟꯕ ꯌꯥꯏ, ꯑꯁꯤꯅ ꯃꯈꯥ ꯇꯥꯅ ꯂꯦꯇꯤꯁꯒꯤ ꯃꯥꯟꯅꯗꯕ ꯑꯗꯨ ꯁꯦꯝꯗꯣꯛꯅꯕ ꯑꯃꯁꯨꯡ ꯀ꯭ꯋꯥꯇꯝ ꯄꯣꯠꯊꯣꯛ ꯍꯟꯒꯠ ꯍꯦꯟꯒꯠꯍꯟꯅꯕ ꯃꯌꯥꯏ ꯑꯣꯏꯕ ꯁꯦꯃꯤꯀꯦꯜꯗꯛꯇꯔ ꯃꯔꯣꯜ ꯑꯃ ꯃꯊꯧ ꯇꯥꯕꯒꯤ ꯃꯔꯝ ꯑꯗꯨ ꯈꯨꯗꯝ ꯇꯧꯍꯜꯂꯤ꯫